ꯑꯐꯕꯥ ꯀꯣꯚꯔ ꯂꯦꯇꯔ ꯑꯃꯥ ꯀꯔꯝꯅꯥ ꯏꯒꯅꯤ? ꯀꯣꯚꯔ ꯂꯦꯇꯔ ꯑꯁꯤ ꯖꯣꯕ ꯑꯦꯞꯄ꯭ꯂꯤꯀꯦꯁꯟ ꯑꯃꯗꯥ ꯃꯔꯨꯑꯣꯏꯕꯥ ꯗꯣꯀ꯭ꯌꯨꯃꯦꯟ ꯑꯃꯅꯤ, ꯃꯔꯝꯗꯤ ꯃꯁꯤꯅꯥ ꯅꯍꯥꯛꯀꯤ ꯄꯣꯇꯦꯟꯁꯤꯑꯦꯜ ꯏꯝꯄ꯭ꯂꯣꯌꯔ ꯑꯗꯨꯒꯥ ꯃꯈꯣꯏꯗꯥ ꯅꯍꯥꯛꯀꯤ ꯄꯔꯁꯣꯅꯦꯂꯤꯇꯤ ꯑꯃꯁꯨꯡ ꯀ꯭ꯋꯥꯂꯤꯐꯤꯀꯦꯁꯟꯁꯤꯡꯒꯤ ꯃꯇꯥꯡꯗꯥ ꯍꯦꯟꯅꯥ ꯐꯕꯥ ꯋꯥꯈꯜꯂꯣꯟ ꯑꯃꯥ ꯄꯤꯅꯕꯒꯤ ꯅꯍꯥꯛꯀꯤ ꯈꯨꯗꯣꯡꯆꯥꯕꯥ ꯑꯃꯅꯤ꯫ ꯑꯐꯕꯥ ꯀꯣꯚꯔ ꯂꯦꯇꯔ ꯑꯃꯥ ꯀꯔꯝꯅꯥ ꯏꯒꯗꯒꯦ ꯍꯥꯏꯕꯒꯤ ꯇꯤꯞꯁ ꯈꯔꯥ ꯃꯈꯥꯗꯥ ꯄꯤꯔꯤ: ꯆꯤꯊꯤ ꯑꯗꯨ ꯃꯑꯣꯡ ꯆꯨꯝꯅꯥ ꯑꯦꯗ꯭ꯔꯦꯁ ꯇꯧ: ꯆꯤꯊꯤ ꯑꯗꯨ ꯍꯥꯏꯔꯤꯡ ꯃꯦꯅꯦꯖꯔ ꯅꯠꯇ꯭ꯔꯒꯥ ꯊꯕꯛ ꯄꯣꯁ ꯇꯧꯕꯒꯤ ꯗꯥꯏꯇꯥ ꯂꯧꯔꯤꯕꯥ ꯃꯤꯑꯣꯏ ꯑꯗꯨꯗꯥ ꯑꯦꯗ꯭ꯔꯦꯁ ꯇꯧ꯫ ꯀꯔꯤꯒꯨꯝꯕꯥ ꯃꯈꯣꯏꯗꯒꯤ ꯃꯃꯤꯡ ꯖꯣꯕ ꯄꯣꯁꯇꯤꯡꯗꯥ ꯂꯤꯁ ꯇꯧꯗ꯭ꯔꯕꯗꯤ, ꯔꯤꯁꯔꯆ ꯈꯔꯥ ꯇꯧꯕꯤꯌꯨ ꯅꯠꯇ꯭ꯔꯒ ꯀꯝꯄꯅꯤ ꯑꯗꯨꯗꯥ ꯐꯣꯟ ꯇꯧꯗꯨꯅꯥ ꯃꯗꯨ ꯈꯪꯖꯤꯟꯕꯤꯌꯨ꯫ ꯄꯨꯛꯅꯤꯡ ꯆꯤꯡꯁꯤꯟꯅꯤꯡꯉꯥꯏ ꯑꯣꯏꯕꯥ ꯏꯟꯇ꯭ꯔꯣꯗ꯭ꯌꯨꯁꯟ ꯑꯃꯗ ꯍꯧꯔꯛꯎ: ꯄꯥꯔꯤꯕꯥ ꯃꯤꯒꯤ ꯄꯨꯛꯅꯤꯡ ꯆꯤꯡꯁꯤꯟꯒꯗꯕꯥ ꯑꯃꯁꯨꯡ ꯃꯈꯣꯏꯕꯨ ꯄꯥꯗꯨꯅꯥ ꯂꯩꯅꯕꯥ ꯂꯝꯖꯤꯡꯕꯤꯒꯗꯕꯥ ꯑꯀꯟꯕꯥ ꯍꯨꯛ ꯑꯃꯗꯒꯤ ꯍꯧꯔꯛꯎ꯫ ꯅꯍꯥꯛꯀꯤ ꯆꯤꯊꯤ ꯑꯗꯨ ꯊꯕꯛ ꯑꯗꯨꯒꯥ ꯆꯨꯡꯁꯤꯟꯅꯍꯅꯕꯥ: ꯅꯍꯥꯛꯀꯤ ꯍꯩꯁꯤꯡꯕꯥ, ꯀ꯭ꯋꯥꯂꯤꯐꯤꯀꯦꯁꯟ ꯑꯃꯁꯨꯡ ꯑꯦꯛꯁꯄ꯭ꯔꯤꯌꯦꯟꯁ ꯁꯤꯡ ꯑꯗꯨ ꯅꯍꯥꯛꯅꯥ ꯑꯦꯄ꯭ꯂꯥꯏ ꯇꯧꯔꯤꯕꯥ ꯊꯕꯛ ꯑꯗꯨꯒꯤ ꯃꯊꯧ ꯇꯥꯕꯁꯤꯡꯒꯥ ꯃꯥꯟꯅꯍꯟꯒꯗꯕꯅꯤ꯫ ꯊꯧꯗꯥꯡ ꯑꯗꯨꯒꯤꯗꯃꯛꯇꯥ ꯅꯍꯥꯛ ꯑꯁꯤ ꯑꯐꯕꯥ ꯐꯤꯠ ꯑꯣꯏꯔꯦ ꯍꯥꯏꯕꯥ ꯎꯠꯅꯕꯥ ꯊꯕꯛꯀꯤ ꯃꯇꯥꯡꯗꯥ ꯄꯤꯔꯤꯕꯥ ꯀꯤ-ꯋꯥꯔꯗꯁꯤꯡ ꯁꯤꯖꯤꯟꯅꯧ꯫ ꯑꯗꯣꯝꯒꯤ ꯃꯥꯏ ꯄꯥꯛꯄꯁꯤꯡ ꯑꯗꯨ ꯐꯣꯡꯗꯣꯛꯄꯤꯌꯨ: ꯑꯗꯣꯝꯒꯤ ꯇꯧꯕꯥ ꯉꯝꯕꯁꯤꯡ ꯑꯃꯁꯨꯡ ꯀꯝꯄꯦꯅꯤꯗꯥ ꯑꯗꯣꯝꯅꯥ ꯀꯔꯝꯅꯥ ꯚꯦꯜꯌꯨ ꯍꯥꯞꯆꯤꯟꯕꯥ ꯌꯥꯕꯒꯦ ꯍꯥꯏꯕꯗꯨ ꯎꯠꯅꯕꯥ ꯑꯗꯣꯝꯒꯤ ꯃꯥꯏ ꯄꯥꯛꯄꯁꯤꯡꯒꯤ ꯑꯀꯛꯅꯕꯥ ꯈꯨꯗꯝꯁꯤꯡ ꯁꯤꯖꯤꯟꯅꯕꯤꯌꯨ꯫ ꯃꯁꯤ ꯌꯥꯝꯅꯥ ꯀꯨꯞꯅꯥ ꯊꯝꯃꯨ: ꯅꯍꯥꯛꯀꯤ ꯀꯚꯔ ꯂꯦꯇꯔ ꯑꯗꯨ ꯄꯦꯖ ꯑꯃꯥ ꯅꯠꯇ꯭ꯔꯒꯥ ꯃꯁꯤꯗꯒꯤ ꯍꯦꯟꯕꯥ ꯑꯣꯏꯒꯗꯕꯅꯤ꯫ ꯃꯔꯤ ꯂꯩꯅꯕꯥ ꯏꯟꯐꯣꯔꯃꯦꯁꯟꯗꯥ ꯂꯦꯞꯄꯤꯌꯨ ꯑꯃꯁꯨꯡ ꯃꯊꯧ ꯇꯥꯗꯕꯥ ꯑꯀꯨꯞꯄꯥ ꯃꯔꯣꯜꯁꯤꯡ ꯌꯥꯎꯍꯜꯂꯣꯏꯗꯕꯅꯤ꯫ ꯄ꯭ꯔꯣꯐꯦꯁꯅꯦꯜ ꯇꯣꯟ ꯑꯃꯥ ꯁꯤꯖꯤꯟꯅꯧ: ꯁ꯭ꯂꯦꯡ ꯅꯠꯇ꯭ꯔꯒꯥ ꯌꯥꯝꯅꯥ ꯀꯦꯖꯨꯑꯦꯜ ꯂꯣꯜ ꯁꯤꯖꯤꯟꯅꯔꯣꯏꯗꯕꯅꯤ, ꯑꯃꯁꯨꯡ ꯅꯍꯥꯛꯀꯤ ꯇꯣꯟ ꯑꯗꯨ ꯄ꯭ꯔꯣꯐꯦꯁꯅꯦꯜ ꯑꯃꯁꯨꯡ ꯏꯀꯥꯏ ꯈꯨꯝꯅꯅꯥ ꯊꯝꯃꯨ꯫ ꯀꯣꯜ ꯇꯨ ꯑꯦꯛꯁꯟꯒꯥ ꯂꯣꯏꯅꯅꯥ ꯂꯣꯏꯁꯤꯟꯕꯤꯌꯨ: ꯈꯨꯗꯣꯡꯆꯕ ꯑꯁꯤꯒꯤꯗꯃꯛꯇꯥ ꯅꯍꯥꯛꯀꯤ ꯊꯋꯥꯏ ꯌꯥꯎꯕꯥ ꯑꯗꯨ ꯐꯣꯡꯗꯣꯛꯇꯨꯅꯥ ꯑꯃꯁꯨꯡ ꯏꯟꯇꯔꯚ꯭ꯌꯨ ꯑꯃꯗꯥ ꯅꯍꯥꯛꯀꯤ ꯀ꯭ꯋꯥꯂꯤꯐꯤꯀꯦꯁꯟꯁꯤꯡ ꯑꯗꯨ ꯃꯈꯥ ꯇꯥꯅꯥ ꯈꯟꯅꯕꯒꯤ ꯈꯨꯗꯣꯡꯆꯕ ꯄꯤꯅꯕꯥ ꯍꯥꯏꯗꯨꯅꯥ ꯅꯍꯥꯛꯀꯤ ꯆꯤꯊꯤ ꯑꯗꯨ ꯂꯣꯏꯁꯤꯟꯕꯤꯌꯨ꯫ ꯄ꯭ꯔꯨꯐ ꯔꯤꯗ: ꯑꯁꯣꯏꯕꯥ ꯅꯠꯇ꯭ꯔꯒꯥ ꯑꯁꯣꯏꯕꯥ ꯑꯃꯠꯇꯥ ꯌꯥꯎꯗꯅꯥ ꯅꯍꯥꯛꯀꯤ ꯀꯣꯚꯔ ꯂꯦꯇꯔ ꯑꯗꯨ ꯃꯁꯤꯡ ꯌꯥꯝꯅ ꯄ꯭ꯔꯨꯐ ꯔꯤꯗ ꯇꯧꯕꯥ ꯀꯥꯎꯔꯣꯏꯗꯕꯅꯤ꯫ ꯑꯁꯣꯏꯕ ꯂꯩꯇꯕ ꯀꯣꯚꯔ ꯂꯦꯇꯔ ꯑꯃꯅ ꯅꯍꯥꯛꯅ ꯑꯀꯨꯞꯄꯥ ꯃꯔꯣꯜꯗ ꯃꯤꯠꯌꯦꯡ ꯊꯝꯕꯥ ꯑꯃꯁꯨꯡ ꯅꯍꯥꯛꯀꯤ ꯊꯕꯛꯇꯥ ꯆꯥꯎꯊꯣꯛꯆꯕ ꯄꯣꯛꯄꯥ ꯑꯗꯨ ꯎꯠꯂꯤ꯫ ꯈꯪꯖꯤꯟꯒꯗꯕꯥ ꯑꯃꯅꯥ, ꯑꯐꯕꯥ ꯀꯚꯔ ꯂꯦꯇꯔ ꯑꯁꯤ ꯊꯕꯛ ꯑꯗꯨꯒꯤ ꯃꯇꯨꯡ ꯏꯟꯅꯥ ꯁꯦꯝꯕꯅꯤ, ꯅꯍꯥꯛꯀꯤ ꯃꯔꯤ ꯂꯩꯅꯕꯥ ꯁ꯭ꯀꯤꯜꯁꯤꯡ ꯑꯃꯁꯨꯡ ꯑꯦꯆꯤꯕꯃꯦꯟꯇꯁꯤꯡ ꯑꯗꯨ ꯐꯣꯡꯗꯣꯛꯂꯤ ꯑꯃꯁꯨꯡ ꯌꯥꯝꯅꯥ ꯀꯨꯞꯄꯥ, ꯄ꯭ꯔꯣꯐꯦꯁꯅꯦꯜ ꯑꯣꯏꯕ ꯑꯃꯁꯨꯡ ꯑꯁꯣꯏꯕꯥ ꯂꯩꯇꯕꯥ ꯑꯣꯏ꯫ ꯇꯨꯡ ꯀꯣꯏꯅꯥ ꯆꯠꯀꯗꯕꯥ ꯄꯨꯟꯁꯤ ꯃꯍꯤꯡ ꯑꯃꯥ ꯍꯤꯡꯕꯥ ꯍꯥꯏꯕꯁꯤ ꯀꯔꯤꯅꯣ ꯍꯥꯏꯕꯗꯨ ꯁꯟꯗꯣꯛꯅꯥ ꯇꯥꯛꯄꯤꯌꯨ꯫ ꯁꯁ꯭ꯇꯦꯅꯦꯕꯜ ꯑꯣꯏꯕꯥ ꯄꯨꯟꯁꯤ ꯃꯍꯤꯡ ꯑꯃꯥ ꯍꯤꯡꯕꯥ ꯍꯥꯏꯕꯁꯤꯅꯥ ꯀꯅꯥꯒꯨꯝꯕꯥ ꯑꯃꯅꯥ ꯑꯀꯣꯏꯕꯗ ꯄꯤꯔꯤꯕꯥ ꯁꯥꯐꯨ ꯑꯗꯨ ꯈ꯭ꯋꯥꯏꯗꯒꯤ ꯅꯦꯝꯕꯥ ꯃꯑꯣꯡꯗꯥ ꯍꯤꯡꯕꯒꯥ ꯂꯣꯏꯅꯅꯥ ꯄꯔꯁꯣꯅꯦꯜ ꯐꯨꯜꯐꯤꯜꯃꯦꯟ ꯑꯃꯁꯨꯡ ꯋꯦꯜꯕꯤꯡ ꯃꯦꯛꯁꯤꯃꯥꯏꯖ ꯇꯧꯕꯥ ꯍꯥꯏꯕꯁꯤꯅꯤ꯫ ꯃꯁꯤꯗꯥ ꯅꯍꯥꯛꯅꯥ ꯀꯔꯝꯅꯥ ꯀꯟꯖ꯭ꯌꯨꯝ ꯇꯧꯒꯅꯤ, ꯅꯍꯥꯛꯅꯥ ꯀꯔꯤ ꯀꯟꯖ꯭ꯌꯨꯝ ꯇꯧꯒꯅꯤ ꯑꯃꯁꯨꯡ ꯅꯍꯥꯛꯀꯤ ꯑꯀꯣꯏꯕꯗ ꯂꯩꯔꯤꯕꯥ ꯃꯥꯂꯦꯝꯒꯥ ꯀꯔꯝꯅꯥ ꯋꯥꯔꯤ ꯁꯥꯅꯒꯅꯤ ꯍꯥꯏꯕꯒꯤ ꯃꯇꯥꯡꯗ ꯋꯥꯈꯜ ꯇꯕꯥ ꯋꯥꯔꯦꯞ ꯂꯧꯕꯥ ꯌꯥꯏ꯫ ꯃꯁꯤ ꯑꯃꯣꯠꯄꯥ ꯍꯟꯊꯍꯟꯗꯨꯅꯥ, ꯏꯅꯔꯖꯤ ꯑꯃꯁꯨꯡ ꯔꯤꯁꯣꯔꯁꯁꯤꯡ ꯀꯟꯖꯔꯕꯦꯁꯟ ꯇꯧꯗꯨꯅꯥ ꯑꯃꯁꯨꯡ ꯇꯨꯡ ꯀꯣꯏꯅꯥ ꯆꯠꯀꯗꯕꯥ ꯊꯧꯑꯣꯡꯁꯤꯡ ꯑꯃꯁꯨꯡ ꯄꯣꯠꯊꯣꯛꯁꯤꯡꯗꯥ ꯃꯇꯦꯡ ꯄꯥꯡꯗꯨꯅꯥ ꯄꯥꯡꯊꯣꯛꯄꯥ ꯌꯥꯎꯏ꯫ ꯇꯨꯡ ꯀꯣꯏꯅꯥ ꯆꯠꯀꯗꯕꯥ ꯄꯨꯟꯁꯤ ꯃꯍꯤꯡ ꯑꯃꯗꯥ ꯀꯅꯥꯒꯨꯝꯕꯥ ꯑꯃꯒꯤ ꯍꯛꯆꯥꯡ, ꯄꯨꯛꯅꯤꯡ ꯑꯃꯁꯨꯡ ꯄꯨꯛꯅꯤꯡꯒꯤ ꯍꯛꯁꯦꯜ ꯌꯦꯡꯁꯤꯟꯕꯥ ꯑꯃꯁꯨꯡ ꯑꯇꯣꯞꯄꯁꯤꯡꯒꯥ ꯑꯃꯁꯨꯡ ꯃꯍꯧꯁꯥꯒꯤ ꯃꯥꯂꯦꯝꯒꯥ ꯂꯩꯅꯕꯥ ꯃꯔꯤ ꯁꯦꯝꯒꯠꯄꯁꯨ ꯌꯥꯎꯏ꯫ ꯑꯔꯣꯏꯕꯗꯥ, ꯇꯨꯡ ꯀꯣꯏꯅꯥ ꯆꯠꯀꯗꯕꯥ ꯄꯨꯟꯁꯤ ꯃꯍꯤꯡ ꯑꯃꯥ ꯍꯤꯡꯕꯥ ꯍꯥꯏꯕꯁꯤ ꯅꯍꯥꯛꯀꯤ ꯂꯅꯥꯏꯒꯤ ꯑꯣꯏꯕꯥ ꯃꯊꯧ ꯇꯥꯕꯁꯤꯡ ꯑꯃꯁꯨꯡ ꯄ꯭ꯂꯥꯅꯦꯠ ꯑꯁꯤꯒꯤ ꯃꯊꯧ ꯇꯥꯕꯁꯤꯡꯒꯤ ꯃꯔꯛꯇꯥ ꯕꯦꯂꯦꯟꯁ ꯊꯝꯅꯕꯥ ꯍꯣꯠꯅꯕꯥ, ꯑꯃꯁꯨꯡ ꯅꯍꯥꯛꯀꯤ ꯑꯃꯁꯨꯡ ꯇꯨꯡꯒꯤ ꯃꯤꯔꯣꯜ ꯁꯤꯡꯒꯤꯗꯃꯛꯇꯥ ꯍꯦꯟꯅꯥ ꯐꯕꯥ ꯇꯨꯡꯂꯝꯆꯠ ꯑꯃꯥ ꯁꯦꯃꯒꯠꯅꯕꯥ ꯍꯣꯠꯅꯕꯥ ꯍꯥꯏꯕꯅꯤ꯫